ꯀꯣꯗ ꯇꯝꯕꯒꯤ ꯃꯔꯨꯑꯣꯏꯕ ꯀꯥꯟꯅꯕꯁꯤꯡ ꯑꯗꯨ ꯀꯔꯤꯅꯣ? ꯀꯣꯗ ꯇꯧꯕ ꯇꯝꯕꯒꯤ ꯀꯥꯟꯅꯕ ꯀꯌꯥ ꯂꯩ, ꯃꯈꯣꯏꯁꯤꯡ ꯑꯗꯨꯗꯤ: ꯍꯦꯟꯅ ꯐꯕ ꯊꯕꯛꯀꯤ ꯈꯨꯗꯣꯡꯆꯥꯕ: ꯄ꯭ꯔꯣꯒ꯭ꯔꯥꯝꯁꯤꯡ ꯑꯃꯁꯨꯡ ꯁꯣꯐꯋꯦꯌꯔ ꯗꯤꯕꯦꯂꯞꯔꯁꯤꯡꯒꯤ ꯗꯤꯃꯥꯟꯗ ꯌꯥꯝꯅ ꯂꯩ, ꯑꯃꯁꯨꯡ ꯂꯝ ꯑꯁꯤꯅ ꯁꯦꯜ ꯌꯥꯝꯅ ꯇꯥꯟꯕ ꯑꯃꯁꯨꯡ ꯇꯪꯗꯨ ꯂꯩꯇꯥꯕ ꯊꯕꯛꯀꯤ ꯈꯨꯗꯣꯡꯆꯥꯕꯁꯤꯡ ꯄꯤꯔꯤ꯫ ꯃꯁꯤꯒꯤ ꯃꯊꯛꯇ, ꯀꯔꯤꯒꯨꯝꯕ ꯅꯍꯥꯛꯅ ꯇꯦꯛꯅꯣꯂꯣꯖꯤꯗ ꯀꯦꯔꯤꯌꯔ ꯑꯃ ꯂꯧꯗ꯭ꯔꯕꯁꯨ, ꯏꯟꯗꯁ꯭ꯠꯔꯤ ꯀꯌꯥꯅ ꯀꯣꯗꯤꯡ ꯁ꯭ꯀꯤꯜ ꯂꯩꯕ ꯏꯝꯄꯂꯣꯌꯤꯁꯤꯡꯕꯨ ꯃꯃꯜ ꯌꯥꯝꯅ ꯂꯧꯏ, ꯃꯔꯝꯗꯤ ꯇꯦꯛꯅꯣꯂꯣꯖꯤ ꯑꯁꯤ ꯕꯤꯖꯤꯅꯦꯁꯀꯤ ꯍꯤꯔꯝ ꯈꯨꯗꯤꯡꯃꯛꯇ ꯍꯦꯟꯅ ꯌꯥꯑꯣꯁꯤꯜꯂꯛꯂꯤ꯫ ꯄ꯭ꯔꯣꯕ꯭ꯂꯦꯝ ꯁꯣꯜꯕ ꯇꯧꯕꯒꯤ ꯁ꯭ꯀꯤꯜꯁꯤꯡ ꯐꯒꯠꯍꯅꯕ: ꯀꯣꯗ ꯇꯧꯕ ꯇꯝꯕꯗ ꯑꯆꯧꯕ ꯄ꯭ꯔꯣꯕ꯭ꯂꯦꯝꯁꯤꯡꯕꯨ ꯑꯄꯤꯛꯄ, ꯃꯦꯅꯦꯖ ꯇꯧꯕ ꯌꯥꯕ ꯁꯔꯨꯛꯁꯤꯡꯗ ꯈꯥꯐꯗꯣꯛꯄ, ꯑꯀꯨꯞꯄ ꯃꯔꯣꯜꯁꯤꯡꯒꯤꯗꯃꯛ ꯃꯤꯠꯌꯦꯡ ꯑꯃ ꯁꯦꯝꯒꯠꯄ ꯑꯃꯁꯨꯡ ꯅꯍꯥꯛꯀꯤ ꯂꯣꯖꯤꯀꯦꯜ ꯑꯣꯏꯕ ꯋꯥꯈꯜꯂꯣꯟ ꯑꯗꯨ ꯍꯦꯟꯅ ꯆꯦꯠꯁꯤꯜꯍꯟꯕ ꯌꯥꯑꯣꯏ꯫ ꯄ꯭ꯔꯣꯕ꯭ꯂꯦꯝ ꯁꯣꯜꯌꯨꯁꯟ ꯁ꯭ꯀꯤꯜꯁꯤꯡ ꯑꯁꯤ ꯅꯍꯥꯛꯀꯤ ꯄ꯭ꯔꯣꯐꯦꯁꯅꯦꯜ ꯑꯃꯁꯨꯡ ꯄꯔꯁꯣꯅꯦꯜ ꯂꯥꯏꯐꯀꯤ ꯑꯇꯩ ꯂꯝ ꯀꯌꯥꯗ ꯁꯤꯖꯤꯟꯅꯕ ꯌꯥꯏ꯫ ꯀ꯭ꯔꯤꯌꯦꯇꯤꯕꯤꯇꯤ ꯍꯦꯟꯒꯠꯂꯛꯄ: ꯀꯣꯗꯤꯡꯅ ꯅꯍꯥꯛꯀꯤ ꯋꯥꯈꯜꯂꯣꯅꯁꯤꯡ ꯑꯗꯨ ꯄꯨꯟꯁꯤꯗ ꯄꯨꯔꯛꯄ ꯉꯝꯍꯜꯂꯤ, ꯅꯍꯥꯛꯅ ꯋꯦꯕꯁꯥꯏꯠ ꯑꯃ, ꯑꯦꯞ ꯑꯃꯥ ꯅꯠꯇꯔꯒ ꯒꯦꯝ ꯑꯃ ꯁꯥꯕꯗ ꯑꯣꯏꯔꯕꯁꯨ꯫ ꯇꯣꯉꯥꯟ ꯇꯣꯉꯥꯟꯕ ꯄ꯭ꯔꯣꯒ꯭ꯔꯥꯃꯤꯡ ꯂꯣꯜꯁꯤꯡ ꯑꯃꯁꯨꯡ ꯈꯨꯠꯂꯥꯏꯁꯤꯡꯗ ꯀꯣꯗ ꯇꯧꯕ ꯑꯃꯁꯨꯡ ꯑꯦꯛꯁꯄꯔꯤꯃꯦꯟꯇ ꯇꯧꯕ ꯇꯝꯂꯛꯄꯒ ꯂꯣꯏꯅꯅ ꯅꯍꯥꯛꯀꯤ ꯀ꯭ꯔꯤꯌꯦꯇꯤꯕꯤꯇꯤ ꯐꯣꯡꯗꯣꯛꯅꯕꯒꯤ ꯑꯅꯧꯕ ꯄꯥꯝꯕꯩꯁꯤꯡ ꯐꯪꯒꯅꯤ꯫ ꯇꯦꯛꯅꯣꯂꯣꯖꯤꯗꯥ ꯍꯦꯟꯅ ꯀꯟꯠꯔꯣꯜ ꯇꯧꯕ: ꯀꯣꯗꯤꯡ ꯁ꯭ꯀꯤꯜꯒ ꯂꯣꯏꯅꯅ ꯇꯦꯛꯅꯣꯂꯣꯖꯤꯅ ꯃꯔꯝꯅ ꯊꯕꯛ ꯇꯧꯕꯒꯦ ꯍꯥꯏꯕꯗꯨ ꯍꯦꯟꯅ ꯈꯡꯕ ꯉꯝꯒꯅꯤ ꯑꯃꯁꯨꯡ ꯅꯍꯥꯛꯀꯤ ꯗꯔꯀꯥꯔ ꯑꯣꯏꯕꯁꯤꯡꯒ ꯆꯨꯅꯕ ꯑꯍꯣꯡꯕ ꯄꯨꯔꯛꯄ ꯉꯝꯒꯅꯤ꯫ ꯅꯍꯥꯛꯅ ꯍꯟꯖꯤꯟ ꯍꯟꯖꯤꯟ ꯇꯧꯕ ꯊꯕꯛꯁꯤꯡ ꯑꯣꯇꯣꯃꯦꯇꯦꯗ ꯑꯣꯏꯔꯕꯁꯨ, ꯅꯍꯥꯛꯀꯤ ꯋꯦꯕꯁꯥꯏꯠ ꯀꯁ꯭ꯇꯃꯁ ꯑꯣꯏꯔꯕꯁꯨ, ꯅꯠꯇꯔꯒ ꯄ꯭ꯔꯣꯒ꯭ꯔꯥꯝ ꯑꯃꯗ ꯕꯥꯒꯁꯤꯡ ꯐꯤꯛꯁ ꯇꯧꯔꯕꯁꯨ, ꯀꯣꯗꯤꯡꯅ ꯅꯍꯥꯛꯄꯨ ꯀꯟꯠꯔꯣꯜ ꯇꯧꯏ꯫ ꯄꯔꯁꯣꯅꯦꯜ ꯁꯦꯇꯤꯁꯐꯦꯛꯁꯟ: ꯑꯔꯣꯏꯕꯗ, ꯀꯣꯗ ꯇꯝꯕꯅ ꯑꯆꯧꯕ ꯄꯔꯁꯣꯅꯦꯜ ꯁꯦꯇꯤꯁꯐꯦꯛꯁꯟ ꯄꯤꯕ ꯉꯝꯒꯅꯤ, ꯃꯔꯝꯗꯤ ꯅꯍꯥꯛꯅ ꯀꯔꯤꯒꯨꯝꯕ ꯑꯃꯠꯇ ꯂꯩꯇꯕꯗꯒꯤ ꯀꯔꯤꯒꯨꯝꯕ ꯈꯔꯥ ꯁꯦꯝꯕ ꯑꯃꯁꯨꯡ ꯑꯔꯨꯕ ꯁꯤꯡꯅꯕꯁꯤꯡ ꯊꯦꯡꯅꯕꯒꯤ ꯇꯧꯕꯥ ꯉꯝꯕꯗꯨ ꯐꯪꯏ꯫ ꯃꯁꯤ ꯂꯩꯒꯗꯕ ꯁꯛꯇꯤ ꯄꯤꯕ ꯑꯃꯁꯨꯡ ꯃꯅꯥ ꯄꯤꯕ ꯁ꯭ꯀꯤꯜ ꯑꯃꯅꯤ꯫ ꯑꯄꯨꯟꯕꯥ ꯑꯣꯏꯅ, ꯀꯣꯗ ꯇꯝꯕ ꯇꯝꯕꯅ ꯃꯃꯜ ꯌꯥꯝꯂꯕ ꯊꯕꯛꯀꯤ ꯈꯨꯗꯣꯡꯆꯥꯕꯁꯤꯡ, ꯄ꯭ꯔꯣꯕ꯭ꯂꯦꯝ ꯁꯣꯜꯕ ꯑꯃꯁꯨꯡ ꯀ꯭ꯔꯤꯌꯦꯇꯤꯕꯤꯇꯤ ꯐꯒꯠꯍꯅꯕ, ꯇꯦꯛꯅꯣꯂꯣꯖꯤꯗ ꯍꯦꯟꯅ ꯀꯟꯇꯔꯣꯜ ꯇꯧꯕ, ꯑꯃꯁꯨꯡ ꯄꯔꯁꯣꯅꯦꯜ ꯁꯦꯇꯤꯁꯐꯦꯛꯁꯟ ꯄꯤꯕ ꯉꯝꯒꯅꯤ꯫ ꯃꯁꯤ ꯑꯗꯣꯝꯗ ꯇꯣꯉꯥꯟ ꯇꯣꯉꯥꯟꯕ ꯃꯑꯣꯡ ꯀꯌꯥꯗ ꯀꯥꯟꯅꯕ ꯄꯤꯕ ꯉꯝꯕ ꯃꯃꯜ ꯌꯥꯝꯂꯕ ꯍꯩꯁꯤꯡꯕ ꯑꯃꯅꯤ꯫ ꯁꯔꯚꯦ ꯑꯁꯤꯒꯤ ꯐꯜꯁꯤꯡ ꯑꯁꯤ ꯀ꯭ꯔꯤꯌꯦꯇꯤꯕ ꯑꯣꯏꯕ ꯃꯑꯣꯡꯗ ꯐꯣꯡꯗꯣꯀꯄꯤꯌꯨ꯫ ꯍꯟꯗꯛꯀꯤ ꯁꯔꯚꯦ ꯑꯃꯗ ꯁꯔꯨꯛ ꯌꯥꯔꯤꯕꯁꯤꯡꯒꯤ ꯃꯧꯗ꯭ꯔꯥ ꯄꯔꯁꯦꯟꯅꯥ ꯁꯦꯜꯐ-ꯀꯦꯌꯔ ꯑꯁꯤ ꯃꯈꯣꯏꯒꯤ ꯑꯄꯨꯟꯕ ꯍꯛꯁꯦꯜ ꯑꯃꯁꯨꯡ ꯌꯥꯏꯐ-ꯊꯧꯔꯥꯡꯒꯤꯗꯃꯛ ꯃꯔꯨꯑꯣꯏ ꯍꯥꯏꯅ ꯇꯥꯛꯈꯤ꯫ ꯑꯩꯈꯣꯏꯒꯤ ꯈ꯭ꯋꯥꯏꯗꯒꯤ ꯅꯧꯕ ꯁꯔꯚꯦꯗ ꯇꯥꯕ ꯈꯣꯟꯖꯦꯜꯁꯤꯡꯒꯤ ꯁꯤꯝꯐꯅꯤꯒꯤ ꯃꯅꯨꯡꯗ ꯃꯧꯗ꯭ꯔ ꯄꯔꯁꯦꯟꯒꯤ ꯈꯣꯟꯖꯦꯜ ꯊꯣꯛꯄ ꯐꯣꯔꯇꯦ ꯑꯃꯅ ꯃꯈꯣꯏꯒꯤ ꯍꯛꯁꯦꯜ ꯑꯃꯁꯨꯡ ꯌꯥꯏꯐ-ꯊꯧꯔꯥꯡꯒꯤ ꯈꯣꯟꯖꯦꯜꯗ ꯁꯦꯜꯐ-ꯀꯦꯌꯔ ꯑꯁꯤ ꯃꯔꯨꯑꯣꯏꯕ ꯅꯣꯠ ꯑꯃ ꯑꯣꯏꯅ ꯂꯥꯎꯊꯣꯛꯈꯤ꯫ ꯀꯣꯔꯁ ꯑꯗꯨ ꯃꯌꯦꯛ ꯁꯦꯡꯅ ꯑꯃꯁꯨꯡ ꯃꯄꯥꯡꯒꯜ ꯀꯅꯕ ꯑꯣꯏꯈꯤ; ꯏꯁꯥꯕꯨ ꯌꯦꯡꯁꯤꯅꯕ ꯍꯥꯏꯕꯁꯤ ꯁꯨꯞꯅꯒꯤ ꯁꯖꯦꯁꯟ ꯑꯃꯈꯛꯇꯅꯤ, ꯑꯗꯨꯕꯨ ꯅꯨꯡꯁꯤꯅꯕꯅ ꯂꯩꯃꯤꯟꯅꯕꯒꯤ ꯄꯨꯟꯁꯤꯒꯤ ꯇꯉꯥꯏꯐꯗꯕꯥꯑꯃꯅꯤ꯫ ꯑꯥꯔꯇꯤꯐꯤꯁꯤꯑꯦꯜ ꯅ꯭ꯌꯨꯔ‌ꯣꯜ ꯅꯦꯇꯋꯥꯔꯛ ꯍꯥꯏꯕꯁꯤ ꯀꯔꯤꯅꯣ ꯍꯥꯏꯕꯁꯤ ꯏꯆꯝ ꯆꯝꯕ ꯋꯥꯍꯩꯁꯤꯡꯗ ꯐꯣꯡꯗꯣꯛꯄꯤꯌꯨ꯫ ꯑꯌꯥꯝꯕ ꯃꯇꯝꯗ ꯁꯨꯞꯉꯤ "ꯅ꯭ꯌꯨꯔꯜ ꯅꯦꯇꯋꯥꯔꯛ" ꯍꯥꯏꯅ ꯀꯧꯕ ꯑꯥꯔꯇꯤꯐꯤꯁꯤꯑꯦꯜ ꯅ꯭ꯌꯨꯔꯜ ꯅꯦꯠꯋꯥꯔꯛ ꯍꯥꯏꯕꯁꯤ ꯃꯤꯑꯣꯏꯕꯒꯤ ꯕ꯭ꯔꯦꯟꯒꯤ ꯏꯁꯇꯔꯛꯆꯔ ꯑꯃꯁꯨꯡ ꯐꯡꯁꯟꯁꯤꯡ ꯌꯦꯡꯁꯤꯟꯗꯨꯅ ꯊꯕꯛ ꯇꯧꯕ ꯑꯃꯁꯨꯡ ꯇꯝꯅꯕ ꯗꯤꯖꯥꯏꯟ ꯇꯧꯕ ꯀꯝꯄꯌꯨꯇꯔ ꯁꯤꯁ꯭ꯇꯦꯝ ꯃꯈꯜ ꯑꯃꯅꯤ꯫ ꯃꯁꯤ ꯅ꯭ꯌꯨꯔꯣꯟ ꯅꯠꯇꯔꯒ ꯅꯣꯗ ꯀꯧꯕ ꯀꯅꯦꯛ ꯇꯧꯔꯕ ꯌꯨꯅꯤꯠ ꯀꯌꯥꯅ ꯁꯦꯝꯕꯅꯤ, ꯃꯈꯣꯏꯅ ꯄꯨꯟꯅ ꯊꯕꯛ ꯇꯧꯃꯤꯟꯅꯗꯨꯅ ꯏꯟꯐꯣꯔꯃꯦꯁꯟ ꯄ꯭ꯔꯣꯁꯦꯁ ꯇꯧꯕ ꯑꯃꯁꯨꯡ ꯗꯦꯇꯥꯗ ꯄꯦꯇꯔꯟꯁꯤꯡ ꯊꯤꯕ ꯉꯝꯃꯤ꯫ ꯅ꯭ꯌꯨꯔꯜ ꯅꯦꯇꯋꯥꯔꯛꯁꯤꯡꯅ ꯃꯇꯝꯒꯤ ꯃꯇꯨꯡꯏꯟꯅ ꯃꯈꯣꯏꯒꯤ ꯄꯔꯐꯣꯃꯦꯟꯁ ꯑꯗꯨ ꯇꯝꯁꯤꯟꯕꯥꯑꯃꯁꯨꯡ ꯐꯒꯠꯍꯟꯕ ꯉꯝꯃꯤ, ꯃꯗꯨꯅ ꯃꯈꯣꯐꯕꯨ ꯏꯃꯦꯖ ꯅꯠꯇꯔꯒ ꯁ꯭ꯄꯤꯆ ꯔꯤꯀꯣꯒꯅꯤꯁꯉꯨꯝꯕ ꯊꯕꯛꯁꯤꯡꯗ ꯀꯥꯟꯅꯕ ꯑꯣꯏꯍꯜꯂꯤ, ꯑꯃꯁꯨꯡ ꯀꯝꯄꯂꯦꯛꯁ ꯗꯦꯇꯥꯗꯒꯤ ꯄ꯭ꯔꯤꯗꯤꯛꯁꯟ ꯅꯠꯇꯔꯒꯥ ꯋꯥꯔꯦꯞ ꯂꯧꯕ ꯉꯝꯃꯤ꯫ ꯕ꯭ꯔꯦꯟ ꯑꯃꯒꯨꯝꯅ, ꯅ꯭ꯌꯨꯔꯜ ꯅꯦꯇꯋꯥꯔꯛ ꯑꯃꯅꯥ ꯀꯔꯤꯒꯨꯝꯕ ꯄꯣꯠꯁꯛ ꯑꯃꯒꯤ ꯃꯇꯥꯡꯗ ꯍꯦꯟꯅ ꯇ꯭ꯔꯦꯟ ꯇꯧꯔꯕ ꯃꯇꯝꯗ, ꯏꯟꯐꯣꯔꯃꯦꯁꯟ ꯑꯗꯨꯕꯨ ꯍꯦꯟꯅ ꯂꯧꯁꯤꯟꯕ ꯑꯃꯁꯨꯡ ꯊꯕꯛ ꯇꯧꯕ ꯉꯃꯍꯜꯂꯤ꯫